ꯃꯁꯤ ꯀꯪꯂꯩꯄꯥꯛ ꯃꯅꯤꯄꯨꯔꯒꯤ ꯃꯤꯇꯩꯒꯤ ꯐꯨꯡꯒꯥꯋꯥꯔꯤ ꯑꯃꯅꯤ꯫ ꯃꯇꯝ ꯑꯃꯗꯥ ꯑꯆꯧꯕꯥ ꯅꯤꯡꯊꯧ ꯂꯩꯕꯥꯛ ꯑꯃꯗꯥ ꯑꯐꯕꯥ ꯃꯔꯨꯞ ꯑꯍꯨꯝ ꯂꯩꯔꯝꯃꯤ꯫ ꯃꯈꯣꯏꯁꯤꯡ ꯑꯁꯤ ꯂꯧꯁꯤꯡ ꯂꯩꯕꯥ ꯊꯧꯅꯥ ꯐꯕꯥ ꯑꯃꯁꯨꯡ ꯄꯨꯛꯆꯦꯜ ꯁꯦꯡꯕꯥ ꯃꯤꯑꯣꯏꯁꯤꯡꯅꯤ꯫ ꯃꯈꯣꯏꯅꯥ ꯃꯈꯣꯏꯒꯤ ꯅꯤꯡꯊꯧꯗꯥ ꯊꯥꯖꯕꯥ ꯊꯝꯈꯤ ꯑꯃꯁꯨꯡ ꯃꯈꯣꯏꯒꯤ ꯊꯧꯅꯥ ꯑꯃꯁꯨꯡ ꯊꯥꯖꯕꯥ ꯑꯗꯨꯅꯥ ꯃꯔꯝ ꯑꯣꯏꯗꯨꯅꯥ ꯅꯤꯡꯊꯧꯁꯨ ꯃꯈꯣꯏꯗꯥ ꯌꯥꯝꯅꯥ ꯃꯤꯅꯨꯡꯁꯤ ꯂꯩꯈꯤ꯫ ꯅꯨꯃꯤꯠ ꯑꯃꯗꯥ ꯌꯨꯝꯂꯣꯟꯅꯕꯥ ꯂꯩꯕꯥꯛ ꯑꯗꯨꯒꯤ ꯅꯤꯡꯊꯧꯅꯥ ꯈꯪꯍꯧꯗꯅꯥ ꯃꯈꯣꯏꯒꯤ ꯅꯤꯡꯊꯧ ꯂꯩꯕꯥꯛ ꯑꯗꯨꯗꯥ ꯂꯥꯟꯗꯥꯈꯤ꯫ ꯅꯤꯡꯊꯧ ꯑꯗꯨ ꯑꯋꯥꯕꯥ ꯇꯥꯔꯕꯥ ꯃꯇꯨꯡꯗꯥ ꯃꯍꯥꯛꯅꯥ ꯃꯈꯣꯏ ꯑꯍꯨꯝꯕꯨ ꯀꯧꯈꯤ꯫ ꯑꯗꯨꯒꯥ ꯅꯤꯡꯊꯧꯅꯥ ꯍꯥꯏꯔꯝꯃꯤ ꯏꯆꯤꯜ ꯏꯅꯥꯎꯁꯤꯡ ꯃꯌꯥꯝ ꯄꯨꯝꯅꯃꯛꯅꯥ ꯑꯩꯕꯨ ꯃꯇꯝ ꯄꯨꯝꯕꯗꯥ ꯃꯇꯦꯡ ꯄꯥꯡꯕꯤꯈꯤ ꯑꯃꯁꯨꯡ ꯃꯇꯝ ꯑꯁꯤꯗꯁꯨ ꯑꯩꯕꯨ ꯃꯇꯦꯡ ꯄꯥꯡꯕꯤꯌꯨ꯫ ꯑꯩꯒꯤ ꯂꯩꯕꯥꯛ ꯑꯁꯤ ꯂꯥꯟꯃꯤꯁꯤꯡꯒꯤ ꯈꯨꯠꯇꯒꯤ ꯀꯟꯕꯗꯥ ꯃꯇꯦꯡ ꯄꯥꯡꯕꯤꯌꯨ꯫ ꯀꯔꯤꯒꯨꯝꯕꯥ ꯅꯈꯣꯏꯅꯥ ꯇꯧꯔꯕꯗꯤ ꯑꯩꯅꯥ ꯅꯈꯣꯏꯕꯨ ꯁꯦꯜ ꯌꯥꯝꯅꯥ ꯇꯥꯟꯒꯅꯤ꯫ ꯑꯃꯁꯨꯡ ꯅꯈꯣꯏ ꯑꯍꯨꯝꯗꯥ ꯑꯩꯒꯤ ꯅꯤꯡꯊꯧ ꯂꯩꯕꯥꯛꯀꯤ ꯁꯔꯨꯛ ꯑꯍꯨꯝ ꯊꯣꯛꯄꯒꯤ ꯑꯃꯥ ꯄꯤꯌꯨ ꯅꯈꯣꯏꯅꯥ ꯑꯇꯣꯞꯄꯥ ꯅꯤꯡꯊꯧ ꯑꯃꯒꯨꯝ ꯁꯥꯁꯟ ꯇꯧꯒꯅꯤ ꯃꯔꯨꯞ ꯑꯍꯨꯝ ꯑꯗꯨꯅꯥ ꯅꯨꯡꯉꯥꯏꯅꯥ ꯌꯥꯅꯈꯤ ꯑꯃꯁꯨꯡ ꯃꯁꯤꯡ ꯌꯥꯝꯂꯕꯥ ꯂꯥꯟꯃꯤꯁꯤꯡ ꯂꯨꯆꯤꯡꯗꯨꯅꯥ ꯃꯈꯣꯏꯅꯥ ꯂꯥꯟꯊꯦꯡꯅꯈꯤ ꯑꯃꯁꯨꯡ ꯂꯥꯟ ꯑꯗꯨ ꯃꯥꯏ ꯄꯥꯛꯈꯤ꯫ ꯑꯗꯨꯕꯨ ꯅꯨꯡꯉꯥꯏꯇꯕꯥ ꯋꯥꯐꯝ ꯑꯃꯅꯥ ꯂꯥꯟ ꯂꯣꯏꯔꯕꯥ ꯃꯇꯨꯡꯗꯥ ꯅꯤꯡꯊꯧꯅꯥ ꯃꯍꯥꯛꯀꯤ ꯋꯥꯍꯩꯁꯤꯡꯗꯒꯤ ꯂꯥꯞꯊꯣꯛꯈꯤ ꯑꯃꯁꯨꯡ ꯃꯍꯥꯛꯀꯤ ꯅꯤꯡꯊꯧ ꯂꯩꯕꯥꯛꯀꯤ ꯁꯔꯨꯛ ꯑꯍꯨꯝ ꯊꯣꯛꯄꯒꯤ ꯑꯃꯥ ꯃꯔꯨꯞ ꯑꯍꯨꯝ ꯑꯗꯨꯗꯥ ꯄꯤꯒꯅꯤ ꯍꯥꯏꯅꯥ ꯋꯥꯁꯛꯈꯤꯕꯥ ꯑꯗꯨ ꯉꯥꯛꯅꯥ ꯆꯠꯈꯤꯗꯦ꯫ ꯃꯔꯨꯞ ꯑꯍꯨꯝ ꯑꯗꯨ ꯁꯣꯛꯈꯤ ꯑꯃꯁꯨꯡ ꯋꯥꯈꯜ ꯅꯨꯡꯉꯥꯏꯇꯕꯥ ꯐꯥꯎꯈꯤ꯫ ꯃꯈꯣꯏꯅꯥ ꯅꯤꯡꯊꯧꯒꯥ ꯊꯦꯡꯅꯅꯕꯥ ꯍꯣꯠꯅꯈꯤ ꯑꯗꯨꯕꯨ ꯅꯤꯡꯊꯧ ꯑꯗꯨ ꯑꯁꯣꯟꯕꯥ ꯀꯥꯡꯕꯨꯗꯥ ꯁꯣꯛꯈꯤ꯫ ꯑꯗꯨꯅꯥ ꯅꯤꯡꯊꯧ ꯑꯗꯨꯗꯥ ꯑꯀꯤꯕꯥ ꯄꯣꯛꯍꯟꯗꯨꯅꯥ ꯃꯈꯣꯏꯅꯥ ꯅꯤꯡꯊꯧ ꯂꯩꯕꯥꯛ ꯑꯗꯨ ꯊꯥꯗꯣꯛꯇꯨꯅꯥ ꯂꯥꯞꯅꯥ ꯂꯩꯕꯥ ꯂꯩꯕꯥꯛ ꯑꯃꯗꯥ ꯂꯥꯛꯈꯤ꯫ ꯎꯃꯪ ꯑꯃꯗꯥ ꯆꯠꯄꯥ ꯃꯇꯝꯗꯥ ꯑꯊꯨꯕꯥ ꯃꯇꯝꯗꯥ ꯑꯃꯝꯕꯥ ꯑꯣꯏꯔꯛꯈꯤ ꯑꯃꯁꯨꯡ ꯃꯈꯣꯏꯅꯥ ꯐꯤꯒꯤ ꯃꯈꯥꯗꯥ ꯅꯨꯃꯤꯠ ꯑꯗꯨ ꯂꯦꯞꯅꯕꯥ ꯋꯥꯔꯦꯞ ꯂꯧꯈꯤ꯫ ꯑꯅꯤꯗꯨ ꯇꯨꯝꯕꯥ ꯃꯇꯝꯗꯥ ꯈ꯭ꯋꯥꯏꯗꯒꯤ ꯅꯧꯕꯥ ꯑꯗꯨꯅꯥ ꯃꯈꯣꯏꯕꯨ ꯉꯥꯛꯊꯣꯛꯀꯅꯤ ꯍꯥꯏꯅꯥ ꯋꯥꯔꯦꯞ ꯂꯧꯔꯦ꯫ ꯑꯗꯨꯅꯥ ꯃꯍꯥꯛꯅꯥ ꯃꯈꯣꯏꯕꯨ ꯉꯥꯛꯄꯤꯕꯥ ꯃꯇꯝꯗꯥ ꯅꯨꯃꯤꯗꯥꯡꯋꯥꯏꯔꯝ ꯂꯥꯛꯄꯥ ꯃꯇꯝꯗꯥ ꯈꯪꯍꯧꯗꯅꯥ ꯊꯋꯥꯏ ꯑꯃꯥ ꯂꯥꯛꯏ ꯑꯗꯨꯒꯥ ꯑꯀꯟꯕꯥ ꯈꯣꯟꯖꯦꯜ ꯑꯃꯗꯥ ꯍꯥꯌꯔꯛꯏ ꯃꯔꯨꯞ ꯅꯪꯅꯥ ꯑꯩꯉꯣꯟꯗꯥ ꯑꯐꯕꯥ ꯃꯤꯁꯛ ꯑꯃꯥ ꯑꯣꯏꯅꯥ ꯎꯏ ꯉꯁꯤ ꯑꯩꯅꯥ ꯅꯪꯕꯨ ꯊꯧꯖꯥꯜ ꯑꯃꯥ ꯄꯤꯒꯅꯤ꯫ ꯃꯁꯤ ꯃꯦꯖꯤꯛ ꯕꯦꯒ ꯑꯃꯅꯤ ꯑꯃꯁꯨꯡ ꯀꯔꯤꯒꯨꯝꯕꯥ ꯕꯦꯒ ꯑꯁꯤꯗꯒꯤ ꯅꯍꯥꯛꯅꯥ ꯂꯧꯊꯣꯛꯈꯤꯕꯥ ꯁꯦꯟꯐꯝ ꯑꯗꯨ ꯉꯝꯈꯩ ꯂꯩꯇꯕꯥ ꯑꯣꯏꯒꯅꯤ ꯑꯗꯨꯕꯨ ꯋꯥꯐꯝ ꯑꯁꯤ ꯀꯅꯥꯒꯨꯝꯕꯥ ꯑꯃꯠꯇꯗꯥ ꯍꯥꯏꯕꯤꯒꯅꯨ꯫ ꯃꯁꯤ ꯍꯥꯏꯔꯕꯥ ꯃꯇꯨꯡꯗꯥ ꯊꯋꯥꯏ ꯑꯗꯨ ꯃꯥꯡꯈꯤ꯫ ꯈ꯭ꯋꯥꯏꯗꯒꯤ ꯅꯍꯥ ꯑꯣꯏꯔꯤꯕꯥ ꯃꯔꯨꯞ ꯑꯗꯨꯅꯥ ꯑꯉꯛꯄꯥ ꯐꯥꯎꯈꯤꯕꯒꯥ ꯂꯣꯏꯅꯅꯥ ꯅꯨꯡꯉꯥꯏꯈꯤ꯫ ꯅꯨꯃꯤꯗꯥꯡꯋꯥꯏꯔꯝ ꯂꯥꯛꯈꯤ ꯑꯃꯁꯨꯡ ꯃꯍꯥꯛꯀꯤ ꯃꯔꯨꯞ ꯑꯅꯤꯕꯨ ꯋꯥꯈꯜ ꯇꯥꯍꯜꯂꯕꯥ ꯃꯇꯨꯡꯗꯥ ꯃꯍꯥꯛꯅꯥ ꯃꯈꯣꯏꯗꯥ ꯋꯥꯔꯤ ꯄꯨꯝꯅꯃꯛ ꯍꯥꯏꯈꯤ꯫ ꯃꯊꯪꯒꯤ ꯅꯨꯃꯤꯠꯇꯥ ꯃꯈꯣꯏꯅꯥ ꯎꯃꯪꯒꯤ ꯃꯔꯛꯇꯥ ꯂꯥꯛꯈꯤ ꯑꯃꯁꯨꯡ ꯅꯨꯃꯤꯗꯥꯡꯋꯥꯏꯔꯝ ꯂꯥꯛꯄꯒꯥ ꯂꯣꯏꯅꯅꯥ ꯃꯈꯣꯏꯅꯥ ꯎꯄꯥꯜ ꯑꯃꯒꯤ ꯃꯈꯥꯗꯥ ꯅꯨꯃꯤꯠ ꯑꯗꯨ ꯂꯦꯞꯂꯤ ꯍꯥꯏꯅꯥ ꯊꯣꯛꯏ꯫ ꯍꯟꯗꯛꯀꯤ ꯃꯇꯝ ꯑꯁꯤꯗꯥ ꯆꯍꯤ ꯃꯉꯥꯒꯤ ꯃꯔꯛꯇꯥ ꯂꯩꯕꯥ ꯃꯔꯨꯞ ꯑꯗꯨꯅꯥ ꯃꯍꯥꯛꯀꯤ ꯃꯔꯨꯞ ꯑꯅꯤꯕꯨ ꯉꯥꯛꯊꯣꯛꯄꯒꯤ ꯊꯧꯗꯥꯡ ꯂꯧꯈꯤ꯫ ꯅꯨꯃꯤꯗꯥꯡꯋꯥꯏꯔꯝꯗꯥ ꯆꯞ ꯃꯥꯟꯅꯕꯥ ꯁ꯭ꯄꯤꯔꯤꯠ ꯑꯗꯨ ꯂꯥꯛꯈꯤ ꯑꯃꯁꯨꯡ ꯃꯍꯥꯛꯄꯨ ꯀꯔꯤꯒꯨꯝꯕꯥ ꯑꯃꯠꯇꯥ ꯎꯕꯥ ꯉꯝꯕꯥ ꯃꯐꯝ ꯑꯃꯠꯇꯗꯥ ꯊꯣꯛꯂꯤꯕꯥ ꯏꯅꯁ꯭ꯇꯔꯨꯃꯦꯟꯇ ꯑꯃꯥ ꯄꯤꯈꯤ꯫ ꯍꯟꯗꯛꯀꯤ ꯃꯇꯝꯁꯤꯗꯁꯨ ꯃꯤꯑꯣꯏ ꯑꯗꯨꯅꯥ ꯃꯍꯥꯛꯀꯤ ꯃꯔꯨꯞ ꯑꯅꯤꯗꯥ ꯋꯥꯔꯤ ꯄꯨꯝꯕꯥ ꯑꯗꯨ ꯐꯣꯡꯗꯣꯛꯈꯤ꯫ ꯃꯊꯪꯒꯤ ꯅꯨꯃꯤꯠꯇꯥ ꯃꯈꯣꯏꯅꯥ ꯎꯃꯪꯗꯥ ꯅꯨꯃꯤꯗꯥꯡꯋꯥꯏꯔꯝ ꯂꯦꯞꯂꯤꯉꯩꯗꯥ ꯑꯍꯜ ꯑꯣꯏꯔꯕꯥ ꯃꯔꯨꯞ ꯑꯗꯨꯅꯥ ꯃꯍꯥꯛꯀꯤ ꯃꯔꯨꯞ ꯑꯅꯤꯕꯨ ꯉꯥꯛꯊꯣꯛꯄꯒꯤ ꯊꯧꯗꯥꯡ ꯂꯧꯈꯤ꯫ ꯅꯨꯃꯤꯗꯥꯡꯋꯥꯏꯔꯃꯗꯥ ꯆꯞ ꯃꯥꯟꯅꯕꯥ ꯊꯋꯥꯏ ꯑꯗꯨ ꯂꯥꯛꯈꯤ ꯑꯃꯁꯨꯡ ꯃꯍꯥꯛꯄꯨ ꯃꯦꯖꯤꯛ ꯇ꯭ꯔꯝꯄꯦꯠ ꯑꯃꯥ ꯄꯤꯈꯤ꯫ ꯃꯁꯤꯒꯤ ꯃ꯭ꯌꯨꯖꯤꯛ ꯑꯁꯤꯅꯥ ꯀꯅꯥꯒꯨꯝꯕꯥ ꯑꯃꯅꯥ ꯃꯁꯤꯡ ꯌꯥꯝꯂꯕꯥ ꯃꯤꯑꯣꯏꯁꯤꯡ ꯄꯨꯛꯅꯤꯡ ꯆꯤꯡꯁꯤꯅꯕꯥ ꯉꯝꯃꯤ꯫ ꯅꯨꯃꯤꯗꯥꯡꯋꯥꯏꯔꯝ ꯂꯥꯛꯈꯤ ꯃꯍꯥꯛꯀꯤ ꯃꯔꯨꯞ ꯑꯅꯤꯕꯨ ꯋꯥꯈꯜ ꯇꯥꯍꯜꯂꯕꯥ ꯃꯇꯨꯡꯗꯥ ꯑꯍꯜ ꯑꯣꯏꯔꯕꯥ ꯃꯔꯨꯞ ꯑꯗꯨꯅꯥ ꯃꯈꯣꯏꯗꯥ ꯋꯥꯔꯤ ꯄꯨꯝꯅꯃꯛ ꯍꯥꯏꯔꯛꯈꯤ꯫